ꯑꯄꯤꯕ ꯏꯟꯄꯨꯠ ꯁ꯭ꯇꯔꯤꯡ ꯑꯃ ꯂꯧꯗꯨꯅ ꯑꯔꯤꯕ ꯁ꯭ꯇꯔꯤꯡ ꯑꯗꯨꯗ ꯂꯩꯔꯤꯕ ꯑꯛꯁꯔꯁꯤꯡ ꯑꯗꯨ ꯑꯃꯨꯛ ꯍꯟꯅ ꯁꯦꯝꯗꯣꯛ-ꯁꯦꯝꯖꯤꯟ ꯇꯧꯗꯨꯅ ꯑꯅꯧꯕ ꯑꯥꯎꯠꯄꯨꯠ ꯑꯃ ꯄꯨꯊꯣꯛꯄ ꯀꯝꯄ꯭ꯌꯨꯇꯔ ꯄ꯭ꯔꯣꯒ꯭ꯔꯥꯝ ꯑꯃꯥ ꯁꯦꯝꯃꯨ꯫ ꯏꯟꯄꯨꯠ ꯁ꯭ꯇꯔꯤꯡ: ꯍꯦꯜꯂꯣ꯫ ꯃꯐꯝ ꯑꯁꯤꯗ ꯑꯔꯤꯕ ꯁ꯭ꯇꯔꯤꯡꯗ ꯂꯩꯕ ꯑꯛꯁꯔꯁꯤꯡ ꯑꯗꯨ ꯔꯦꯟꯗꯝ ꯑꯣꯏꯅ ꯑꯃꯨꯛ ꯍꯟꯅ ꯁꯦꯝꯗꯣꯛ-ꯁꯦꯝꯖꯤꯟ ꯇꯧꯕ ꯏꯆꯝ ꯆꯝꯕ ꯄꯥꯏꯊꯣꯟ ꯀꯣꯗ ꯑꯃꯥ ꯂꯩ, ꯐꯪꯐꯝ ꯑꯁꯤꯅ ꯏꯟꯄꯨꯠ ꯁ꯭ꯇꯔꯤꯡ ꯑꯃ ꯂꯧꯏ ꯑꯃꯁꯨꯡ ꯃꯁꯤꯒꯤ ꯑꯛꯁꯔꯁꯤꯡ ꯑꯗꯨ ꯔꯦꯟꯗꯝ ꯑꯣꯏꯅ ꯑꯃꯨꯛ ꯍꯟꯅ ꯁꯦꯝꯗꯣꯛ-ꯁꯦꯝꯖꯤꯟ ꯇꯧꯗꯨꯅ ꯑꯅꯧꯕ ꯑꯥꯎꯠꯄꯨꯠ ꯑꯃ ꯄꯨꯊꯣꯛꯏ꯫ ꯍꯦꯂꯣ ꯑꯔꯤꯖꯤꯅꯦꯜ ꯁ꯭ꯇꯔꯤꯡ: ꯏꯟꯄꯨꯠ ꯁ꯭ꯇꯔꯤꯡ ꯔꯤꯑꯦꯔꯦꯟꯖ ꯇꯧꯔꯕ ꯁ꯭ꯇꯔꯤꯡ: ꯑꯥꯎꯠꯄꯨꯠ: ꯑꯔꯤꯖꯤꯅꯦꯜ ꯁ꯭ꯇꯔꯤꯡ: ꯍꯦꯂꯣ ꯑꯃꯨꯛ ꯍꯟꯅ ꯁꯦꯝꯗꯣꯛꯄ ꯁ꯭ꯇꯔꯤꯡ: ꯆꯥꯟꯕꯤꯗꯨꯅ ꯈꯪꯖꯤꯟꯕꯤꯌꯨ ꯃꯗꯨꯗꯤ ꯑꯥꯎꯠꯄꯨꯠ ꯁ꯭ꯇꯔꯤꯡ ꯑꯁꯤ ꯀꯣꯗ ꯑꯁꯤ ꯑꯣꯔꯗꯔꯗꯒꯤ ꯑꯦꯛꯁꯦꯁꯤꯕꯜ ꯇꯧꯕ ꯈꯨꯗꯤꯡꯗ ꯈꯦꯠꯅꯒꯅꯤ꯫ ꯆꯤꯊꯤꯁꯤꯡ ꯑꯁꯤ ꯔꯦꯟꯗꯝ ꯑꯣꯏꯅ ꯑꯃꯨꯛ ꯍꯟꯅ ꯁꯦꯝꯗꯣꯛꯏ꯫ ꯃꯍꯩꯔꯣꯏ ꯑꯃꯅ ꯑꯣꯔꯒꯥꯅꯥꯏꯖ ꯇꯧꯗꯨꯅ ꯂꯩꯅꯕꯒꯤ ꯈ꯭ꯋꯥꯏꯗꯒꯤ ꯐꯕ ꯄꯥꯝꯕꯩꯁꯤꯡ ꯀꯔꯤꯅꯣ ꯃꯍꯩꯔꯣꯏ ꯑꯃꯅ ꯑꯣꯔꯒꯥꯅꯥꯏꯖ ꯑꯣꯏꯅ ꯂꯩꯅꯕꯒꯤꯗꯃꯛ ꯇꯤꯞꯁ ꯈꯔ ꯃꯈꯥꯗ ꯄꯤꯔꯤ: ꯄ꯭ꯂꯥꯅꯔ ꯑꯃ ꯅꯠꯇ꯭ꯔꯒ ꯇꯥꯁ꯭ꯛ ꯂꯤꯁ꯭ꯠ ꯑꯃꯥ ꯁꯤꯖꯤꯟꯅꯧ: ꯐꯤꯖꯤꯀꯦꯜ ꯄ꯭ꯂꯥꯅꯔ ꯑꯃꯥ ꯑꯣꯏꯔꯕꯁꯨ, ꯑꯦꯞ ꯑꯃꯥ ꯑꯣꯏꯗ꯭ꯔꯕꯁꯨ ꯅꯠꯇꯔꯒ ꯏꯆꯝ ꯆꯝꯕ ꯇꯨ ꯗꯨ ꯂꯤꯁ꯭ꯠ ꯑꯃ ꯑꯣꯏꯔꯕꯁꯨ, ꯊꯕꯛꯁꯤꯡ ꯑꯃꯁꯨꯡ ꯗꯦꯗꯂꯥꯏꯟꯁꯤꯡ ꯏꯕ ꯍꯥꯏꯕꯁꯤ ꯇ꯭ꯔꯦꯛ ꯇꯧꯅꯕꯒꯤ ꯑꯐꯕ ꯃꯑꯣꯡ ꯑꯃꯅꯤ꯫ ꯑꯗꯣꯝꯒꯤ ꯊꯧꯗꯥꯡꯁꯤꯡꯒꯤ ꯃꯇꯥꯡꯗ ꯋꯥꯐꯝ ꯀꯌꯥ ꯊꯝꯈꯤ꯫ ꯇꯁꯦꯡꯕ ꯄꯥꯟꯗꯝꯁꯤꯡ ꯊꯝꯕ: ꯑꯆꯧꯕ ꯑꯦꯁꯥꯏꯟꯃꯦꯟꯁꯤꯡ ꯅꯠꯇꯔꯒ ꯄ꯭ꯔꯣꯖꯦꯛꯁꯤꯡ ꯑꯁꯤ ꯑꯄꯤꯛꯄ, ꯄꯥꯡꯊꯣꯛꯄ ꯌꯥꯕ ꯊꯕꯛꯁꯤꯡ ꯈꯥꯏꯗꯣꯛꯄ꯫ ꯃꯁꯤꯅ ꯅꯍꯥꯛꯀꯤ ꯋꯥꯔꯛꯐ꯭ꯂꯣ ꯑꯗꯨ ꯍꯦꯟꯅ ꯐꯅ ꯃꯦꯅꯦꯖ ꯇꯧꯕ ꯉꯝꯍꯟꯒꯅꯤ ꯑꯃꯁꯨꯡ ꯋꯥꯈꯜ ꯅꯨꯡꯉꯥꯏꯇꯕ ꯐꯥꯎꯍꯜꯂꯣꯏ꯫ ꯀꯠꯊꯣꯛꯂꯕ ꯁ꯭ꯇꯗꯤ ꯁ꯭ꯄꯦꯁ ꯑꯃ ꯁꯦꯝꯕ: ꯀ꯭ꯂꯥꯇꯔ ꯐ꯭ꯔꯤ ꯑꯃꯁꯨꯡ ꯑꯣꯔꯒꯥꯅꯥꯏꯖ ꯇꯧꯔꯕ ꯁ꯭ꯇꯗꯤ ꯑꯦꯟꯚꯥꯏꯔꯟꯃꯦꯟ ꯑꯃꯅ ꯅꯍꯥꯛꯀꯤ ꯊꯕꯛꯇ ꯃꯤꯠꯌꯦꯡ ꯊꯝꯕ ꯑꯃꯁꯨꯡ ꯃꯤꯠꯌꯦꯡ ꯊꯝꯗꯕ ꯍꯟꯊꯍꯟꯕꯗ ꯃꯇꯦꯡ ꯄꯥꯡꯒꯅꯤ꯫ ꯔꯨꯇꯤꯟ ꯑꯃꯥ ꯊꯝꯃꯨ: ꯅꯍꯥꯛꯀꯤ ꯃꯇꯝ ꯑꯗꯨ ꯏꯐꯤꯁꯤꯑꯦꯟꯠ ꯑꯣꯏꯅ ꯁꯤꯖꯤꯟꯅꯕ ꯌꯥꯕ ꯔꯨꯇꯤꯟ ꯑꯃ ꯁꯦꯝꯅꯕ ꯍꯣꯠꯅꯧ꯫ ꯈꯨꯗꯝ ꯑꯣꯏꯅ, ꯁ꯭ꯇꯗꯤ ꯇꯧꯅꯕ ꯅꯠꯇꯔꯒ ꯑꯦꯁꯥꯏꯟꯃꯦꯟꯁꯤꯡꯗ ꯊꯕꯛ ꯇꯧꯅꯕ ꯅꯨꯃꯤꯠꯀꯤ ꯑꯀꯛꯅꯕ ꯃꯇꯝꯁꯤꯡ ꯂꯦꯞꯊꯣꯛꯎ꯫ ꯐꯥꯏꯂꯤꯡ ꯁꯤꯁ꯭ꯇꯦꯝ ꯑꯃ ꯁꯤꯖꯤꯟꯅꯧ: ꯐꯤꯖꯤꯀꯦꯜ ꯅꯠꯇꯔꯒ ꯗꯤꯖꯤꯇꯦꯜ ꯐꯥꯏꯜꯁꯤꯡ ꯁꯕꯖꯦꯛ, ꯇꯥꯡ ꯅꯠꯇꯔꯒ ꯄ꯭ꯔꯣꯖꯦꯛꯀꯤ ꯃꯇꯨꯡꯏꯟꯅ ꯑꯣꯔꯒꯥꯅꯥꯏꯖ ꯇꯧꯕ꯫ ꯃꯁꯤꯅ ꯅꯍꯥꯛꯅ ꯃꯊꯧ ꯇꯥꯕ ꯏꯟꯐꯣꯔꯃꯦꯁꯟ ꯑꯗꯨ ꯊꯤꯕ ꯑꯃꯁꯨꯡ ꯑꯦꯛꯁꯦꯁ ꯇꯧꯕꯗ ꯂꯥꯏꯊꯣꯛꯍꯜꯂꯒꯅꯤ꯫ ꯅꯍꯥꯛꯀꯤ ꯁꯦꯗ꯭ꯌꯨꯜꯒꯤ ꯃꯊꯛꯇ ꯂꯩꯌꯨ: ꯅꯍꯥꯛꯀꯤ ꯀꯦꯂꯦꯟꯗꯔ ꯑꯃꯁꯨꯡ ꯂꯥꯛꯀꯗꯧꯔꯤꯕ ꯑꯔꯣꯏꯕ ꯃꯇꯝꯁꯤꯡ ꯑꯗꯨ ꯆꯥꯡ ꯅꯥꯏꯅ ꯌꯦꯡꯁꯤꯜꯂꯨ, ꯑꯃꯁꯨꯡ ꯃꯗꯨꯒꯤ ꯃꯇꯨꯡ ꯏꯟꯅ ꯅꯍꯥꯛꯀꯤ ꯃꯔꯨꯑꯣꯏꯕꯁꯤꯡ ꯑꯗꯨ ꯁꯦꯝꯗꯣꯛ-ꯁꯦꯝꯖꯤꯟ ꯇꯧ꯫ ꯅꯍꯥꯛꯀꯤ ꯃꯇꯝ ꯑꯗꯨ ꯏꯐꯦꯛꯇꯤꯚ ꯑꯣꯏꯅ ꯃꯦꯅꯦꯖ ꯇꯧ: ꯅꯍꯥꯛꯀꯤ ꯃꯤꯠꯌꯦꯡ ꯆꯪꯕ ꯑꯃꯁꯨꯡ ꯄꯣꯠꯊꯣꯛ ꯂꯩꯍꯟꯕꯗ ꯃꯇꯦꯡ ꯄꯥꯡꯅꯕ ꯃꯇꯝ ꯂꯦꯞꯄꯒꯤ ꯇꯦꯛꯅꯤꯛꯁꯤꯡ, ꯍꯥꯏꯕꯗꯤ ꯄꯣꯃꯣꯗꯣꯔꯣ ꯇꯦꯛꯅꯤꯛ ꯅꯠꯇꯔꯒ ꯃꯇꯝ-ꯃꯇꯝ ꯊꯤꯡꯖꯤꯟꯕ ꯁꯤꯖꯤꯟꯅꯧ꯫ ꯁ꯭ꯇꯔꯥꯇꯦꯖꯤꯁꯤꯡ ꯑꯁꯤ ꯏꯝꯄꯂꯤꯃꯦꯟꯠ ꯇꯧꯕꯅ ꯃꯍꯩꯔꯣꯏꯁꯤꯡꯅ ꯍꯦꯟꯅ ꯑꯣꯔꯒꯥꯅꯥꯏꯖ ꯇꯧꯕ ꯉꯝꯒꯅꯤ, ꯃꯈꯣꯏꯒꯤ ꯊꯕꯛꯁꯤꯡ ꯏꯐꯦꯛꯇꯤꯕ ꯑꯣꯏꯅ ꯃꯦꯅꯦꯖ ꯇꯧꯕ ꯉꯝꯒꯅꯤ ꯑꯃꯁꯨꯡ ꯃꯈꯣꯏꯒꯤ ꯑꯦꯀꯥꯗꯦꯃꯤꯛ ꯄꯥꯟꯗꯝꯁꯤꯡ ꯐꯪꯕ ꯉꯝꯒꯅꯤ꯫ ꯑꯔꯊ ꯊꯣꯛꯄꯥ ꯋꯥꯐꯝ ꯑꯃꯥ ꯐꯣꯡꯗꯣꯛꯅꯕꯒꯤꯗꯃꯛ ꯑꯦꯅꯥꯂꯣꯖꯤ ꯑꯃ ꯃꯄꯨꯡ ꯐꯥꯍꯟꯒꯗꯕꯅꯤ꯫ ꯄꯨꯟꯁꯤ ꯑꯁꯤ ꯆꯣꯀꯣꯂꯦꯠꯀꯤ ꯕꯣꯛꯁ ꯑꯃꯒꯨꯝꯕꯅꯤ, ꯅꯍꯥꯛꯅꯥ ꯀꯔꯤ ꯐꯪꯒꯅꯤ ꯍꯥꯏꯕꯁꯤ ꯀꯩꯗꯧꯉꯩꯗꯁꯨ ꯈꯪꯗꯦ꯫